ꯃꯍꯥꯛꯄꯨ ꯌꯨꯅꯤꯌꯟ ꯑꯣꯐ ꯌꯨꯔꯣꯄꯤꯌꯥꯟ ꯐꯨꯠꯕꯣꯜ ꯑꯦꯁꯣꯁꯦꯁꯟꯅꯥ ꯑꯍꯥꯟꯕ ꯑꯣꯏꯔꯤꯕ ꯆꯦꯝꯄꯤꯌꯟꯁ ꯂꯤꯛꯀꯤ ꯅꯍꯥ ꯑꯣꯏꯔꯤꯕ ꯄ꯭ꯂꯦꯌꯥꯔ ꯑꯣꯐ ꯗ ꯁꯤꯖꯟꯁꯨ ꯈꯟꯈꯤ꯫ ꯏꯟꯇꯔꯅꯦꯁꯅꯦꯜ ꯀꯦꯔꯤꯌꯔ ꯂꯤꯁꯤꯡ ꯑꯅꯤ ꯇꯔꯥꯃꯉꯥꯒꯤ ꯑꯣꯛꯇꯣꯕꯔ ꯀꯨꯟꯊ꯭ꯔꯥꯗ ꯚꯤꯅꯤꯁꯤꯌꯁ ꯖꯨꯅꯤꯌꯔꯅ ꯕ꯭ꯔꯥꯖꯤꯜꯒꯤꯗꯃꯛ ꯀꯣꯁ ꯒꯨꯏꯜꯍꯦꯔꯃꯦ ꯗꯥꯜꯂꯥ ꯗꯦꯌꯥꯅꯥ ꯁꯥꯎꯊ ꯑꯃꯦꯔꯤꯀꯥꯒꯤ ꯌꯨ-ꯇꯔꯥꯃꯉꯥ ꯆꯦꯝꯄꯤꯌꯟꯁꯤꯞꯀꯤꯗꯃꯛ ꯀꯧꯈꯤ꯫ ꯚꯤꯅꯤꯁꯤꯌꯁ ꯑꯃꯁꯨꯡ ꯕ꯭ꯔꯥꯖꯤꯜꯅ ꯌꯨ-ꯇꯔꯥꯃꯉꯥꯒꯤ ꯆꯦꯝꯄꯤꯌꯟꯁꯤꯞ ꯂꯧꯈꯤ ꯑꯃꯁꯨꯡ ꯃꯍꯥꯛꯅ ꯇꯨꯔꯅꯥꯃꯦꯟ ꯑꯁꯤꯒꯤ ꯒꯣꯜ ꯇꯔꯦꯠ ꯂꯧꯗꯨꯅꯥ ꯑꯅꯤꯁꯨꯕꯥ ꯃꯀꯣꯛ ꯊꯣꯡꯕ ꯑꯣꯏꯈꯤ꯫ ꯃꯍꯥꯛꯄꯨ ꯇꯨꯔꯅꯥꯃꯦꯟ ꯑꯁꯤꯒꯤ ꯄ꯭ꯂꯦꯌꯥꯔ ꯑꯣꯐ ꯃꯦꯠꯁ ꯑꯣꯏꯅ ꯈꯟꯈꯤ ꯑꯃꯁꯨꯡ ꯃꯈꯥ ꯇꯥꯅꯥ ꯄꯔꯐꯣꯔꯝ ꯇꯧꯈꯤ ꯃꯗꯨꯅ ꯃꯍꯥꯛꯄꯨ ꯆꯍꯤ ꯇꯔꯥꯇꯔꯨꯛ ꯁꯨꯔꯛꯄꯗ ꯐ꯭ꯂꯦꯃꯦꯡꯒꯣꯕꯨ ꯊꯥꯖꯍꯟꯕꯗꯥ ꯃꯇꯦꯡ ꯄꯥꯡꯈꯤ꯫ ꯂꯤꯁꯤꯡ ꯑꯅꯤꯒꯥ ꯇꯔꯥꯇꯔꯨꯛꯀꯤ ꯖꯨꯟ ꯀꯨꯟꯃꯔꯤꯗꯥ ꯚꯤꯅꯤꯁꯤꯌꯁꯅꯥ ꯆꯤꯂꯤ ꯌꯨ-ꯇꯔꯥꯇꯔꯦꯠꯒꯥ ꯂꯣꯢꯅꯅ ꯐ꯭ꯔꯦꯟꯂꯤ ꯃꯦꯁ ꯑꯃꯗ ꯀꯧꯈꯤ ꯑꯃꯁꯨꯡ ꯃꯔꯤ-ꯑꯅꯤ ꯒꯣꯜꯗ ꯃꯥꯏꯊꯤꯕ ꯄꯤꯈꯤꯕ ꯑꯗꯨꯗꯥ ꯒꯣꯜ ꯑꯅꯤ ꯁꯣꯛꯈꯤ ꯑꯃꯁꯨꯡ ꯑꯦꯁꯤꯁ꯭ꯠ ꯑꯅꯤ ꯄꯤꯈꯤ꯫ ꯂꯤꯁꯤꯡ ꯑꯅꯤ ꯇꯔꯥꯇꯔꯦꯠꯀꯤ ꯃꯥꯔꯁꯇꯥ ꯚꯤꯅꯤꯁꯤꯌꯁꯅꯥ ꯄꯦꯔꯨꯕꯨ ꯑꯍꯨꯝ-ꯁꯤꯅꯣ ꯗ ꯃꯥꯏꯊꯤꯕ ꯄꯤꯗꯨꯅ ꯕ꯭ꯔꯥꯖꯤꯜꯒꯤꯗꯃꯛ ꯁꯥꯎꯠ ꯑꯃꯦꯔꯤꯀꯥꯒꯤ ꯌꯨ-ꯇꯔꯥꯇꯔꯦꯠ ꯆꯦꯝꯄꯤꯌꯟꯁꯤꯞꯇ ꯒꯣꯜ ꯑꯃ ꯁꯣꯛꯈꯤ꯫ ꯑꯔꯣꯏꯕ ꯇꯥꯡꯀꯛꯇꯥ ꯃꯍꯥꯛꯅꯥ ꯏꯀꯨꯏ ꯀꯨꯏꯗꯅꯥ ꯑꯍꯨꯝ-ꯁꯤꯅꯣ ꯗ ꯃꯥꯏꯊꯤꯕ ꯄꯤꯈꯤꯕ ꯃꯦꯁ ꯑꯃꯗ ꯒꯣꯜ ꯑꯅꯤ ꯑꯃꯁꯨꯡ ꯀꯣꯂꯝꯕꯤꯌꯥꯕꯨ ꯑꯍꯨꯝ-ꯁꯤꯅꯣꯗ ꯃꯥꯏꯊꯤꯕ ꯄꯤꯈꯤꯕ ꯃꯦꯁ ꯑꯃꯗ ꯒꯣꯜ ꯑꯅꯤ ꯊꯥꯗꯨꯅ ꯚꯥꯔꯠꯇ ꯂꯤꯁꯤꯡ ꯑꯅꯤ ꯇꯔꯥꯇꯔꯦꯠꯀꯤ ꯐꯤꯐꯥ ꯌꯨ-ꯇꯔꯥꯇꯔꯦꯠ ꯋꯥꯔꯜ ꯀꯞꯇꯥ ꯕ꯭ꯔꯥꯖꯤꯜꯒꯤ ꯃꯐꯝ ꯀꯟꯕꯥ ꯉꯝꯈꯤ, ꯃꯐꯝ ꯑꯗꯨꯗꯥ ꯕ꯭ꯔꯥꯖꯤꯜꯅꯥ (ꯚꯤꯅꯤꯁꯤꯌꯁ ꯖꯨꯅꯤꯌꯔ ꯌꯥꯎꯗꯅꯥ) ꯑꯔꯣꯏꯕꯗꯥ ꯑꯍꯨꯝꯁꯨꯕꯥ ꯊꯥꯛꯇꯥ ꯊꯨꯡꯂꯒꯅꯤ꯫ ꯕ꯭ꯔꯥꯖꯤꯜꯅꯥ ꯁꯥꯎꯠ ꯑꯃꯦꯔꯤꯀꯥꯒꯤ ꯌꯨ-ꯇꯔꯥꯇꯔꯦꯠ ꯆꯦꯝꯄꯤꯌꯟꯁꯤꯞꯇꯥ ꯂꯨꯆꯤꯡꯂꯕꯥ ꯃꯇꯨꯡꯗꯥ ꯚꯤꯅꯤꯁꯤꯌꯁ ꯖꯨꯅꯤꯌꯔꯅꯥ ꯇꯨꯔꯅꯥꯃꯦꯟ ꯑꯁꯤꯒꯤ ꯖꯨꯅꯤꯌꯔꯒꯤ ꯐꯕꯥ ꯄ꯭ꯂꯦꯌꯥꯔ ꯑꯣꯏꯅ ꯈꯟꯈꯤ ꯑꯃꯁꯨꯡ ꯒꯣꯜ ꯇꯔꯦꯠ ꯂꯧꯗꯨꯅꯥ ꯃꯀꯣꯛ ꯊꯣꯡꯕ ꯒꯣꯜ ꯁꯣꯛꯂꯕꯥ ꯃꯤꯑꯣꯏ ꯑꯣꯏꯈꯤ꯫ ꯂꯤꯁꯤꯡ ꯑꯅꯤ ꯇꯔꯥꯃꯥꯄꯜꯒꯤ ꯐꯦꯕ꯭ꯔꯨꯋꯥꯔꯤ ꯀꯨꯟꯅꯤꯄꯥꯜꯗ ꯚꯤꯅꯤꯁꯤꯌꯁꯅꯥ ꯑꯍꯥꯟꯕ ꯑꯣꯏꯅ ꯕ꯭ꯔꯥꯖꯤꯜꯒꯤ ꯖꯥꯇꯤꯒꯤ ꯇꯤꯝꯗꯥ ꯄꯥꯅꯥꯃꯥ ꯑꯃꯁꯨꯡ ꯆꯦꯛ ꯔꯤꯄꯕ꯭ꯂꯤꯛꯀꯥ ꯂꯣꯢꯅꯅ ꯐ꯭ꯔꯦꯟꯂꯤ ꯃꯦꯁꯁꯤꯡꯗꯥ ꯀꯧꯈꯤ꯫ ꯑꯗꯨꯕꯨ ꯃꯍꯥꯛ ꯔꯤꯑꯦꯜ ꯃꯥꯗ꯭ꯔꯤꯠꯇꯥ ꯁꯥꯟꯅꯔꯤꯉꯩꯗꯥ ꯑꯁꯣꯛꯄ ꯑꯃ ꯊꯦꯡꯅꯈꯤ, ꯑꯃꯁꯨꯡ ꯃꯥꯔꯁꯇꯥ ꯃꯍꯥꯛꯀꯤ ꯃꯍꯨꯠꯇꯥ ꯗꯦꯕꯤꯠ ꯅꯦꯔꯦꯁ ꯀꯧꯈꯤ꯫ ꯃꯦ ꯊꯥꯗꯥ ꯃꯍꯥꯛꯄꯨ ꯂꯤꯁꯤꯡ ꯑꯅꯤ ꯇꯔꯥꯃꯥꯄꯜꯒꯤ ꯀꯣꯄꯥ ꯑꯥꯃꯦꯔꯤꯀꯥꯒꯤꯗꯃꯛ ꯕ꯭ꯔꯥꯖꯤꯜꯒꯤ ꯑꯔꯣꯏꯕ ꯃꯤꯑꯣꯏ ꯀꯨꯟꯍꯨꯝꯗꯣꯏꯒꯤ ꯁ꯭ꯀꯣꯌꯥꯠꯇꯥ ꯃꯦꯅꯦꯖꯔ ꯇꯤꯇꯦ ꯃꯍꯥꯛꯅꯥ ꯁꯦꯞꯇꯦꯝꯕꯔ ꯇꯔꯥꯗꯥ ꯃꯍꯥꯛꯀꯤ ꯁꯦꯅꯤꯌꯔ ꯏꯟꯇꯔꯅꯦꯁꯅꯦꯜ ꯗꯦꯕ꯭ꯌꯨ ꯇꯧꯈꯤ, ꯄꯦꯔꯨꯒꯥ ꯑꯃ-ꯁꯤꯅꯣꯗꯥ ꯃꯥꯏꯊꯤꯕꯥ ꯄꯤꯈꯤꯕꯥ ꯕ꯭ꯔꯥꯖꯤꯜꯅ ꯃꯤꯅꯤꯠ ꯍꯨꯝꯗ꯭ꯔꯥꯅꯤꯊꯣꯏꯗꯥ ꯁ꯭ꯕꯁꯇꯤꯆ꯭ꯌꯨꯠ ꯑꯣꯏꯈꯤ꯫ ꯚꯤꯅꯤꯁꯤꯌꯁꯅꯥ ꯕ꯭ꯔꯥꯖꯤꯜꯒꯤ ꯂꯤꯁꯤꯡ ꯑꯅꯤ ꯀꯨꯟꯃꯥꯊꯣꯏꯒꯤ ꯀꯣꯄꯥ ꯑꯥꯃꯦꯔꯤꯀꯥꯒꯤ ꯁ꯭ꯀꯣꯌꯥꯠꯇꯥ ꯇꯤꯇꯦꯅꯥ ꯂꯤꯁꯤꯡ ꯑꯅꯤꯒꯤ ꯀꯨꯟꯃꯥꯊꯣꯏꯒꯤ ꯖꯨꯟ ꯃꯥꯄꯜꯗ ꯌꯥꯎꯈꯤ, ꯃꯗꯨ ꯃꯌꯨꯝꯒꯤ ꯂꯩꯃꯥꯏꯗ ꯄꯥꯡꯊꯣꯛꯀꯅꯤ꯫ ꯖꯨꯂꯥꯏ ꯇꯔꯥꯗꯥ ꯐꯥꯏꯅꯦꯜꯗꯥ ꯃꯍꯥꯛꯀꯤ ꯖꯥꯇꯤꯅꯥ ꯔꯤꯑꯦꯜ ꯑꯥꯔꯖꯦꯟꯇꯤꯅꯥꯒꯥ ꯑꯃ-ꯁꯤꯅꯣ ꯗꯥ ꯃꯥꯏꯊꯤꯕꯥ ꯄꯤꯈꯤꯕꯥ ꯃꯦꯁ ꯑꯗꯨꯗꯥ ꯃꯍꯥꯛꯅ ꯁ꯭ꯕꯁꯇꯤꯆ꯭ꯌꯨꯠ ꯑꯣꯏꯅ ꯊꯧꯗꯥꯡ ꯂꯧꯈꯤ꯫ ꯂꯤꯁꯤꯡ ꯑꯅꯤ ꯀꯨꯟꯅꯤꯊꯣꯏꯒꯤ ꯃꯥꯔꯁ ꯀꯨꯟꯃꯔꯤꯗꯥ ꯚꯤꯅꯤꯁꯤꯌꯁꯅꯥ ꯅꯦꯁꯅꯦꯜ ꯇꯤꯝꯒꯤꯗꯃꯛ ꯃꯍꯥꯛꯀꯤ ꯑꯍꯥꯟꯕ ꯒꯣꯜ ꯑꯗꯨ ꯁꯣꯛꯅꯈꯤ, ꯃꯗꯨ ꯂꯤꯁꯤꯡ ꯑꯅꯤ ꯀꯨꯟꯅꯤꯊꯣꯏꯒꯤ ꯐꯤꯐꯥ ꯋꯥꯔꯜ ꯀꯞꯀꯤ ꯀ꯭ꯋꯥꯂꯤꯐꯥꯏꯁꯤꯡ ꯃꯦꯁ ꯑꯃꯗ ꯃꯍꯥꯛꯅ ꯁ꯭ꯇꯦꯗꯤꯌꯝꯗꯥ ꯆꯤꯂꯤꯕꯨ ꯃꯔꯤ-ꯁꯤꯅꯣ ꯗ ꯃꯥꯏꯊꯤꯕ ꯄꯤꯈꯤ꯫ꯂꯤꯁꯤꯡ ꯑꯅꯤ ꯀꯨꯟꯅꯤꯊꯣꯏꯒꯤ ꯁꯦꯞꯇꯦꯝꯕꯔ ꯑꯅꯤꯗꯥ ꯚꯤꯅꯤꯁꯤꯌꯁꯅꯥ ꯁ꯭ꯄꯦꯟꯒꯤ ꯅꯥꯒꯔꯤꯛ ꯑꯣꯏꯔꯛꯈꯤ, ꯃꯗꯨꯅꯥ ꯃꯍꯥꯛꯄꯨ ꯗ꯭ꯌꯨꯑꯦꯜ-ꯅꯦꯁꯅꯦꯂꯤꯇꯤ ꯑꯣꯏꯍꯟꯈꯤ ꯫ꯂꯤꯁꯤꯡ ꯑꯅꯤ ꯀꯨꯟꯅꯤꯊꯣꯏꯒꯤ ꯅꯕꯦꯝꯕꯔ ꯇꯔꯦꯠꯇꯥ ꯚꯤꯅꯤꯁꯤꯌꯁꯅꯥ ꯂꯤꯁꯤꯡ ꯑꯅꯤ ꯀꯨꯟꯅꯤꯊꯣꯏꯒꯤ ꯐꯤꯐꯥ ꯋꯥꯔꯜ ꯀꯞꯀꯤ ꯁ꯭ꯀꯣꯌꯥꯠꯇꯥ ꯌꯥꯎꯈꯤ ꯫ ꯃꯍꯥꯛꯅ ꯔꯥꯎꯟ ꯇꯔꯥꯇꯔꯨꯛꯇꯥ ꯈꯥ ꯀꯣꯔꯤꯌꯥꯒꯥ ꯊꯦꯡꯅꯈꯤꯕꯥ ꯐꯤꯐꯥ ꯋꯥꯔꯜ ꯀꯞꯀꯤ ꯑꯍꯥꯟꯕ ꯒꯣꯜ ꯑꯗꯨꯅ ꯕ꯭ꯔꯥꯖꯤꯜꯅ ꯀ꯭ꯋꯥꯇꯔ ꯐꯥꯏꯅꯦꯜꯗ ꯀ꯭ꯋꯥꯂꯤꯐꯥꯏ ꯇꯧꯕꯗꯥ ꯃꯇꯦꯡ ꯄꯥꯡꯈꯤ꯫